ꯁ꯭ꯄꯤꯆ ꯁꯤꯟꯊꯦꯁꯤꯁ ꯁꯤꯁꯇꯦꯝ ꯑꯃꯒꯤ ꯅꯣꯠ ꯇꯧꯔꯕ ꯃꯁꯛꯁꯤꯡ ꯂꯤꯁ ꯇꯧ꯫ ꯇꯦꯛꯁ-ꯇꯨ-ꯁ꯭ꯄꯤꯆ ꯁꯤꯁꯇꯦꯝ ꯍꯥꯏꯅ ꯈꯪꯅꯕꯥ ꯁ꯭ꯄꯤꯆ ꯁꯤꯟꯊꯦꯁꯤꯁ ꯁꯤꯁꯇꯦꯝ ꯑꯁꯤ ꯁꯤꯟꯊꯦꯇꯤꯛ ꯑꯣꯏꯕ ꯈꯣꯟꯖꯦꯜꯁꯤꯡ ꯁꯤꯖꯤꯟꯅꯗꯨꯅ ꯑꯏꯕ ꯇꯦꯛꯁ ꯑꯗꯨ ꯋꯥ ꯉꯥꯡꯕ ꯋꯥꯍꯩꯁꯤꯡꯗ ꯑꯣꯟꯊꯣꯛꯅꯕ ꯁꯦꯝꯈꯤꯕꯅꯤ꯫ ꯁ꯭ꯄꯤꯆ ꯁꯤꯟꯊꯦꯁꯤꯁ ꯁꯤꯁꯇꯦꯝ ꯑꯃꯒꯤ ꯊꯣꯏꯗꯣꯛꯄ ꯃꯁꯛ ꯈꯔꯗꯤ ꯃꯈꯥꯗ ꯄꯤꯔꯤ: ꯃꯍꯧꯁꯥꯒꯤ ꯑꯣꯏꯕ: ꯑꯐꯕ ꯇꯦꯛꯁ ꯇꯨ ꯁ꯭ꯄꯤꯁꯀꯤ ꯁꯤꯁ꯭ꯇꯦꯝ ꯑꯃꯅ ꯌꯥꯔꯤꯕꯃꯈꯩ ꯃꯍꯧꯁꯥꯒꯤ ꯑꯣꯏꯕ ꯑꯃꯁꯨꯡ ꯃꯤꯑꯣꯏꯕꯒꯥ ꯃꯥꯟꯅꯕ ꯋꯥꯍꯩ ꯄꯨꯊꯣꯛꯏ꯫ ꯏꯟꯇꯣꯅꯦꯁꯟ ꯑꯃꯁꯨꯡ ꯑꯦꯝꯕꯦꯁꯤꯁ: ꯇꯦꯛꯁ ꯇꯨ ꯁ꯭ꯄꯤꯆꯀꯤ ꯏꯟꯖꯤꯟ ꯑꯃꯅ ꯋꯥꯍꯩ ꯑꯃꯁꯨꯡ ꯋꯥꯍꯩꯒꯤ ꯊꯥꯛꯇꯥ ꯃꯇꯤꯛ ꯆꯥꯕ ꯏꯟꯇꯣꯅꯦꯁꯟ ꯑꯃꯁꯨꯡ ꯁ꯭ꯠꯔꯦꯁ ꯁꯤꯖꯤꯟꯅꯕ ꯉꯝꯒꯗꯕꯅꯤ, ꯃꯁꯤꯅ ꯋꯥ ꯉꯥꯡꯕ ꯑꯗꯨ ꯍꯦꯟꯅ ꯐꯣꯡꯗꯣꯛꯄ ꯑꯃꯁꯨꯡ ꯃꯍꯧꯁꯥꯒꯤ ꯑꯣꯏꯕ ꯃꯑꯣꯡꯗ ꯁꯣꯜꯂꯤ꯫ ꯀꯁꯇꯃꯔꯥꯏꯖꯦꯁꯟ: ꯇꯦꯛꯁ ꯇꯨ ꯁ꯭ꯄꯤꯆꯀꯤ ꯁꯤꯁꯇꯦꯝ ꯀꯌꯥꯅ ꯀꯁꯇꯃꯔꯥꯏꯖꯦꯁꯟ ꯑꯣꯞꯁꯟꯁꯤꯡ ꯄꯤꯕ, ꯃꯁꯤꯅ ꯌꯨꯖꯔꯁꯤꯡꯅꯥ ꯁꯤꯟꯊꯦꯁꯤꯁ ꯇꯧꯔꯕ ꯋꯥꯉꯥꯡꯒꯤ ꯈꯣꯟꯖꯦꯜ, ꯈꯣꯡꯖꯦꯜ ꯑꯃꯁꯨꯡ ꯚꯣꯜꯌꯨꯝ ꯑꯗꯨ ꯑꯦꯠꯖꯁ ꯇꯧꯕ ꯌꯥꯍꯜꯂꯤ꯫ ꯈꯣꯟꯖꯦꯜ ꯈꯟꯕꯒꯤ ꯃꯑꯣꯡ: ꯁ꯭ꯄꯤꯆ ꯁꯤꯟꯊꯦꯁꯤꯁ ꯁꯤꯁꯇꯦꯝ ꯀꯌꯥꯅ ꯌꯨꯖꯔꯁꯤꯡꯅꯥ ꯅꯨꯄꯥ ꯑꯃꯁꯨꯡ ꯅꯨꯄꯤꯒꯤ ꯈꯣꯟꯖꯦꯜ ꯌꯥꯎꯅ ꯇꯣꯉꯥꯟ ꯇꯣꯉꯥꯟꯕ ꯈꯣꯟꯖꯦꯜꯁꯤꯡꯗꯒꯤ ꯈꯟꯒꯠꯄꯥ ꯌꯥꯍꯜꯂꯤ, ꯑꯃꯁꯨꯡ ꯇꯣꯉꯥꯟ ꯇꯣꯉꯥꯟꯕ ꯑꯦꯛꯁꯦꯟ ꯅꯠꯇ꯭ꯔꯒ ꯂꯣꯜ ꯂꯩꯕ ꯈꯣꯟꯖꯦꯜꯁꯤꯡ ꯈꯟꯕꯒꯤ ꯑꯌꯥꯕ ꯄꯤꯔꯤ꯫ ꯃꯜꯇꯤ-ꯂꯦꯡꯒꯨꯌꯦꯖ ꯁꯄꯣꯔꯠ: ꯇꯦꯛꯁ ꯇꯨ ꯁ꯭ꯄꯤꯆꯀꯤ ꯁꯤꯁꯇꯦꯝ ꯈꯔꯅꯥ ꯂꯣꯜ ꯀꯌꯥꯗ ꯋꯥ ꯉꯥꯡꯕ ꯁꯤꯟꯊꯦꯁꯤꯁ ꯇꯧꯕ ꯌꯥꯏ, ꯃꯁꯤꯅ ꯌꯨꯖꯔꯁꯤꯡꯅꯥ ꯃꯈꯣꯏꯅ ꯄꯥꯝꯂꯤꯕ ꯂꯣꯜꯗꯥ ꯋꯥ ꯉꯥꯡꯕ ꯌꯥꯍꯜꯂꯤ꯫ ꯁ꯭ꯄꯤꯆ ꯃꯥꯔꯛꯑꯞ: ꯇꯦꯛꯁ ꯇꯨ ꯁ꯭ꯄꯤꯆꯀꯤ ꯁꯤꯁꯇꯦꯝ ꯀꯌꯥꯅ ꯁ꯭ꯄꯤꯆ ꯁꯤꯟꯊꯦꯁꯤꯁ ꯃꯥꯔꯛꯑꯞ ꯂꯣꯜꯁꯤꯡ ꯁꯄꯣꯔꯠ ꯇꯧꯏ, ꯃꯗꯨꯅ ꯌꯨꯖꯔꯁꯤꯡꯅꯥ ꯁꯤꯟꯊꯦꯁꯤꯁ ꯇꯧꯔꯕ ꯁ꯭ꯄꯤꯆꯀꯤ ꯇꯣꯉꯥꯟ-ꯇꯣꯉꯥꯟꯕ ꯃꯁꯛꯁꯤꯡ, ꯍꯥꯏꯕꯗꯤ ꯄꯤꯁ, ꯔꯦꯠ, ꯑꯃꯁꯨꯡ ꯚꯣꯜꯌꯨꯝ ꯀꯟꯇ꯭ꯔꯣꯜ ꯇꯧꯕ ꯌꯥꯍꯜꯂꯤ꯫ ꯏꯟꯇꯤꯒ꯭ꯔꯦꯁꯟ: ꯁ꯭ꯄꯤꯆ ꯁꯤꯟꯊꯦꯁꯤꯁ ꯁꯤꯁꯇꯦꯝ ꯈꯔꯗꯤ ꯑꯇꯣꯞꯄ ꯇꯦꯛꯅꯣꯂꯣꯖꯤꯁꯤꯡꯒꯥ ꯏꯟꯇꯤꯒ꯭ꯔꯦꯠ ꯇꯧꯕ ꯌꯥꯏ, ꯍꯥꯏꯕꯗꯤ ꯍꯥꯏꯕꯗꯤ ꯈꯣꯟꯖꯦꯜ ꯈꯪꯗꯣꯛꯄꯥ, ꯍꯦꯟꯅ ꯆꯥꯎꯈꯠꯄ ꯑꯦꯄ꯭ꯂꯤꯀꯦꯁꯟꯁꯤꯡ ꯁꯦꯝꯒꯠꯄꯥ, ꯍꯥꯏꯕꯗꯤ ꯏꯟꯇꯔꯦꯛꯇꯤꯚ ꯚꯣꯏꯁ ꯔꯦꯁꯄꯣꯟꯁ ꯁꯤꯁꯇꯦꯝꯁꯤꯡ꯫ ꯈꯣꯟꯖꯦꯜꯒꯤ ꯃꯒꯨꯟ: ꯇꯦꯛꯁ ꯇꯨ ꯁ꯭ꯄꯤꯆꯀꯤ ꯁꯤꯁꯇꯦꯝ ꯑꯃꯗ ꯈꯣꯟꯖꯦꯜꯒꯤ ꯃꯒꯨꯟ ꯑꯁꯤꯅ ꯃꯁꯤꯒꯤ ꯏꯐꯦꯛꯇꯤꯚꯅꯦꯁꯇꯥ ꯃꯔꯨꯑꯣꯏꯕ ꯊꯧꯗꯥꯡ ꯂꯩꯔꯤ꯫ ꯑꯋꯥꯡꯕ ꯊꯥꯛꯀꯤ, ꯇꯁꯦꯡꯕꯥ ꯈꯣꯟꯖꯦꯜꯁꯤꯡꯅꯥ ꯁꯤꯟꯊꯦꯁꯤꯁ ꯇꯧꯔꯕ ꯋꯥꯉꯥꯡꯁꯤꯡ ꯑꯗꯨ ꯍꯦꯟꯅ ꯂꯧꯁꯤꯟꯕ ꯑꯃꯁꯨꯡ ꯇꯥꯕꯗ ꯅꯨꯡꯉꯥꯏꯕ ꯑꯣꯏꯍꯜꯂꯤ꯫ ꯑꯀꯣꯏꯕꯒꯤ ꯐꯤꯚꯝꯗꯥ ꯃꯇꯦꯡ ꯄꯥꯡꯅꯕ ꯄꯥꯝꯕꯩ ꯑꯅꯤ ꯈꯟꯅꯕꯤꯌꯨ꯫ ꯑꯃꯣꯠꯄ ꯍꯟꯊꯍꯟꯅꯕꯥ ꯑꯃꯁꯨꯡ ꯔꯤꯁꯥꯏꯀꯜ ꯇꯧꯕꯥ: ꯑꯀꯣꯏꯕꯗ ꯃꯇꯦꯡ ꯄꯥꯡꯅꯕꯒꯤ ꯏꯐꯦꯛꯇꯤꯚ ꯑꯣꯏꯕ ꯃꯑꯣꯡ ꯑꯃꯗꯤ ꯌꯥꯔꯤꯕꯃꯈꯩ ꯑꯃꯣꯠꯄ ꯍꯟꯊꯍꯟꯕ ꯑꯃꯁꯨꯡ ꯔꯤꯁꯥꯏꯀꯜ ꯇꯧꯕꯅꯤ꯫ ꯃꯁꯤꯅ ꯀꯔꯤꯒꯨꯝꯕ ꯄꯣꯠꯁꯛ ꯑꯃꯠꯇ ꯊꯥꯗꯣꯛꯇ꯭ꯔꯤꯉꯩ ꯃꯃꯥꯡꯗ ꯑꯅꯤꯔꯛ ꯈꯟꯊꯕꯥ ꯑꯃꯁꯨꯡ ꯃꯗꯨꯒꯤ ꯃꯍꯨꯠꯇꯥ ꯀꯝꯄꯣꯁ ꯇꯧꯅꯕ, ꯑꯃꯨꯛ ꯍꯟꯅꯥ ꯁꯤꯖꯤꯟꯅꯅꯕ ꯅꯠꯇ꯭ꯔꯒ ꯔꯤꯁꯥꯏꯀꯜ ꯇꯧꯅꯕ ꯍꯣꯠꯅꯕ ꯍꯥꯏꯕꯅꯤ꯫ ꯅꯍꯥꯛꯀꯤ ꯂꯣꯀꯦꯜ ꯑꯦꯔꯤꯌꯥꯗ ꯀꯔꯤ ꯔꯤꯁꯥꯏꯀꯜ ꯇꯧꯕ ꯌꯥꯕꯒꯦ ꯍꯥꯏꯕꯗꯨ ꯈꯪꯕ ꯑꯃꯁꯨꯡ ꯔꯤꯁꯥꯏꯀꯜ ꯇꯧꯕ ꯌꯥꯕ ꯄꯣꯠꯂꯝꯁꯤꯡ ꯇꯣꯉꯥꯟꯅ ꯊꯝꯅꯕ ꯑꯃꯁꯨꯡ ꯃꯑꯣꯡ ꯆꯨꯝꯅꯥ ꯁꯦꯝꯒꯠꯅꯕ ꯋꯥꯈꯜ ꯆꯦꯟꯅ ꯍꯣꯠꯅꯕꯁꯨ ꯌꯥꯝꯅ ꯃꯔꯨꯑꯣꯏ꯫ ꯑꯃꯨꯛ ꯍꯟꯅꯥ ꯁꯤꯖꯤꯟꯅꯕ ꯌꯥꯕ ꯏꯁꯤꯡꯒꯤ ꯕꯣꯇꯜꯁꯤꯡ ꯁꯤꯖꯤꯟꯅꯗꯨꯅ ꯄ꯭ꯂꯥꯁꯇꯤꯛ ꯕꯦꯛ, ꯏꯁꯤꯡꯒꯤ ꯕꯣꯇꯜꯁꯤꯡꯒꯨꯝꯕ ꯗꯤꯁꯄꯣꯖꯦꯕꯜ ꯑꯥꯏꯇꯦꯝꯁꯤꯡ ꯍꯟꯊꯍꯟꯕꯅꯥ ꯑꯃꯣꯠꯄ ꯍꯟꯊꯍꯟꯕꯗꯥ ꯃꯇꯦꯡ ꯄꯥꯡꯏ꯫ ꯏꯅꯔꯖꯤ ꯀꯟꯖꯔꯕꯦꯁꯟ ꯑꯃꯁꯨꯡ ꯔꯤꯅ꯭ꯌꯨꯑꯦꯕꯜ ꯁꯣꯔꯁꯁꯤꯡ ꯁꯤꯖꯤꯟꯅꯕ: ꯑꯀꯣꯏꯕꯒꯤ ꯐꯤꯚꯝꯗ ꯃꯇꯦꯡ ꯄꯥꯡꯅꯕꯒꯤ ꯑꯇꯣꯞꯄ ꯄꯥꯝꯕꯩ ꯑꯃꯗꯤ ꯏꯅꯔꯖꯤ ꯀꯟꯖꯔꯕꯦꯁꯟ ꯑꯃꯁꯨꯡ ꯔꯤꯅ꯭ꯌꯨꯑꯦꯕꯜ ꯏꯅꯔꯖꯤ ꯁꯣꯔꯁꯁꯤꯡꯒꯤ ꯃꯥꯏꯀꯩꯗ ꯆꯪꯁꯤꯟꯕꯅꯤ꯫ ꯁꯤꯖꯤꯟꯅꯗꯕ ꯃꯇꯝꯗ ꯃꯩ ꯑꯃꯁꯨꯡ ꯏꯂꯦꯛꯇꯤꯛꯁꯤꯡ ꯊꯤꯡꯖꯤꯟꯕ, ꯑꯦꯅꯔꯖꯤ ꯏꯐꯤꯁꯤꯑꯦꯟ ꯑꯣꯏꯕ ꯂꯥꯏꯠ ꯕꯜꯕꯁꯤꯡ ꯁꯤꯖꯤꯟꯅꯕ, ꯑꯃꯁꯨꯡ ꯃꯑꯣꯡ ꯆꯨꯝꯅ ꯏꯟꯁꯨꯂꯦꯁꯟ ꯊꯝꯕ ꯑꯁꯤꯒꯨꯝꯕ ꯏꯆꯝ ꯆꯝꯕ ꯊꯕꯛꯁꯤꯡꯅꯥ ꯑꯦꯅꯔꯖꯤ ꯁꯤꯖꯤꯟꯅꯕ ꯑꯁꯤ ꯌꯥꯝꯅ ꯍꯟꯊꯍꯟꯕ ꯉꯝꯃꯤ꯫ ꯃꯁꯤꯒꯤ ꯃꯊꯛꯇꯥ, ꯁꯣꯂꯥꯔ ꯄꯦꯅꯦꯜꯁꯤꯡ ꯊꯝꯕ, ꯖꯤꯑꯣꯊꯔꯃꯦꯜ ꯍꯤꯇꯤꯡ ꯁꯤꯖꯤꯟꯅꯕ, ꯑꯃꯁꯨꯡ ꯔꯤꯅ꯭ꯌꯨꯑꯦꯕꯜ ꯁꯣꯔꯁꯁꯤꯡꯗꯒꯤ ꯃꯩ ꯂꯧꯕ ꯑꯁꯤꯅꯆꯤꯡꯕ ꯍꯦꯟꯅ ꯃꯔꯨꯑꯣꯏꯕ ꯈꯣꯡꯊꯥꯡꯁꯤꯡꯅ ꯅꯍꯥꯛꯀꯤ ꯌꯨꯝꯊꯣꯡ ꯑꯗꯨ ꯍꯦꯟꯅꯥ ꯑꯀꯣꯏꯕꯒꯥ ꯆꯥꯟꯅꯕ ꯑꯣꯏꯍꯟꯕ ꯉꯝꯒꯅꯤ꯫ ꯏꯅꯔꯖꯤ ꯀꯟꯖꯔꯕꯦꯁꯟ ꯇꯧꯗꯨꯅ ꯑꯃꯁꯨꯡ ꯔꯤꯅ꯭ꯌꯨꯑꯦꯕꯜ ꯁꯣꯔꯁꯁꯤꯡ ꯁꯤꯖꯤꯟꯅꯗꯨꯅ ꯑꯩꯈꯣꯏꯅ ꯅꯟ-ꯔꯤꯅ꯭ꯌꯨꯑꯦꯕꯜ ꯏꯅꯔꯖꯤ ꯁꯣꯔꯁꯁꯤꯡꯗꯥ ꯊꯥꯖꯕ ꯍꯟꯊꯍꯜꯂꯤ ꯑꯃꯁꯨꯡ ꯑꯩꯈꯣꯏꯒꯤ ꯀꯥꯔꯕꯣꯟ ꯐꯨꯠꯄ꯭ꯔꯤꯟ ꯍꯟꯊꯍꯜꯂꯤ꯫